ꯇꯦꯛꯅꯣꯂꯣꯖꯤꯅ ꯁꯣꯜꯕ ꯇꯧꯕ ꯉꯝꯕ ꯄ꯭ꯔꯣꯕ꯭ꯂꯦꯝꯁꯤꯡꯒꯤ ꯂꯤꯁ꯭ꯠ ꯑꯃ ꯁꯦꯝꯃꯨ꯫ ꯀ꯭ꯂꯥꯏꯃꯦꯠ ꯆꯦꯟꯖ: ꯇꯦꯛꯅꯣꯂꯣꯖꯤꯅ ꯒ꯭ꯔꯤꯟꯍꯥꯎꯁ ꯒ꯭ꯌꯥꯁ ꯏꯃꯤꯁꯟ ꯍꯟꯊꯍꯟꯅꯕ ꯑꯃꯁꯨꯡ ꯏꯅꯔꯖꯤ ꯏꯐꯤꯁꯤꯑꯦꯟꯁꯤ ꯍꯦꯟꯒꯠꯍꯟꯅꯕ ꯁꯣꯂꯨꯁꯟꯁꯤꯡ ꯄꯤꯕ ꯉꯝꯒꯅꯤ꯫ ꯈꯨꯗꯝ ꯑꯣꯏꯅ, ꯁ꯭ꯃꯥꯔꯠ ꯒ꯭ꯔꯤꯗ ꯑꯃꯁꯨꯡ ꯔꯤꯅ꯭ꯌꯨꯑꯦꯕꯜ ꯏꯅꯔꯖꯤ ꯁꯣꯔꯁꯁꯤꯡꯅ ꯀꯥꯔꯕꯣꯟ ꯊꯥꯗꯣꯛꯄ ꯍꯟꯊꯍꯟꯕꯗ ꯃꯇꯦꯡ ꯄꯥꯡꯂꯤ꯫ ꯁꯥꯏꯕꯔꯁꯦꯀ꯭ꯌꯨꯔꯤꯇꯤ: ꯇꯦꯛꯅꯣꯂꯣꯖꯤꯅ ꯀꯝꯄ꯭ꯌꯨꯇꯔ, ꯅꯦꯠꯋꯥꯔꯛ, ꯑꯃꯁꯨꯡ ꯁꯦꯟꯁꯤꯇꯤꯚ ꯗꯦꯇꯥ ꯑꯗꯨ ꯑꯌꯥꯕ ꯄꯤꯗꯕ ꯑꯦꯛꯁꯦꯁ ꯑꯃꯁꯨꯡ ꯁꯥꯏꯕꯔꯑꯦꯇꯦꯛꯁꯤꯡꯗꯒꯤ ꯉꯥꯛꯊꯣꯛꯄꯗ ꯃꯇꯦꯡ ꯄꯥꯡꯏ꯫ ꯍꯦꯜꯊꯀꯦꯌꯔ: ꯇꯦꯛꯅꯣꯂꯣꯖꯤꯅ ꯇꯦꯂꯤꯃꯦꯗꯤꯁꯤꯟ, ꯏꯂꯦꯛꯇ꯭ꯔꯣꯅꯤꯛ ꯍꯦꯜꯊ ꯔꯦꯀꯣꯔꯗ, ꯑꯃꯁꯨꯡ ꯄꯣꯠꯆꯩ ꯁꯤꯖꯤꯟꯅꯕ ꯌꯥꯕ ꯍꯦꯜꯊ ꯗꯤꯚꯥꯏꯁꯁꯤꯡꯒꯨꯝꯕ ꯑꯍꯣꯡꯕ ꯀꯌꯥꯒꯤ ꯈꯨꯠꯊꯥꯡꯗ ꯍꯦꯜꯊꯀꯦꯌꯔ ꯗꯦꯂꯤꯕꯔꯤ ꯑꯃꯁꯨꯡ ꯄꯦꯁꯦꯟꯠꯁꯤꯡꯒꯤ ꯐꯜꯁꯤꯡ ꯐꯒꯠꯍꯟꯕ ꯉꯝꯒꯅꯤ꯫ ꯑꯦꯖꯨꯀꯦꯁꯟ: ꯇꯦꯛꯅꯣꯂꯣꯖꯤꯅ ꯗꯤꯖꯤꯇꯦꯜ ꯂꯔꯅꯤꯡ ꯇꯨꯜꯁꯤꯡ, ꯑꯣꯟꯂꯥꯏꯟ ꯀꯣꯔꯁꯁꯤꯡ, ꯑꯃꯁꯨꯡ ꯚꯔꯆꯨꯑꯦꯜ ꯀ꯭ꯂꯥꯁꯔꯨꯝꯁꯤꯡꯒꯤ ꯈꯨꯠꯊꯥꯡꯗ ꯑꯦꯖꯨꯀꯦꯁꯟꯒꯤ ꯈꯨꯗꯣꯡꯆꯥꯕ ꯍꯦꯟꯒꯠꯍꯟꯕ ꯑꯃꯁꯨꯡ ꯑꯦꯖꯨꯀꯦꯁꯟꯒꯤ ꯃꯒꯨꯟ ꯍꯦꯟꯒꯠꯍꯟꯕꯥ ꯉꯝꯒꯅꯤ꯫ ꯇ꯭ꯔꯥꯟꯁꯄꯣꯔꯇꯦꯁꯟ: ꯇꯦꯛꯅꯣꯂꯣꯖꯤꯅꯥ ꯇ꯭ꯔꯥꯟꯁꯄꯣꯔꯇꯦꯁꯅꯒꯤ ꯏꯐꯤꯁꯤꯑꯦꯟꯁꯤ ꯐꯒꯠꯍꯟꯕꯥ ꯉꯝꯒꯅꯤ ꯑꯃꯁꯨꯡ ꯏꯂꯦꯛꯇꯔꯤꯛ ꯀꯥꯔꯒꯣ, ꯁ꯭ꯃꯥꯔꯠ ꯇ꯭ꯔꯥꯟꯁꯄꯣꯔꯇꯦꯁꯟ ꯁꯤꯁ꯭ꯇꯦꯃꯁꯤꯡ, ꯑꯃꯁꯨꯡ ꯑꯣꯇꯣꯅꯣꯃꯁ ꯒꯥꯔꯤꯁꯤꯡꯒꯤ ꯈꯨꯠꯊꯥꯡꯗ ꯇ꯭ꯔꯥꯟꯁꯄꯣꯔꯇꯦꯁꯟꯒꯤ ꯑꯀꯣꯏꯕꯒꯤ ꯐꯤꯕꯝꯗ ꯁꯣꯛꯍꯟꯕ ꯍꯟꯊꯍꯟꯕ ꯉꯝꯒꯅꯤ꯫ ꯑꯦꯛꯁꯦꯁꯤꯕꯤꯂꯤꯇꯤ: ꯇꯦꯛꯅꯣꯂꯣꯖꯤꯅ ꯗꯤꯁꯑꯦꯕꯜ ꯑꯣꯏꯔꯕ ꯃꯤꯑꯣꯏꯁꯤꯡꯒꯤ ꯑꯦꯛꯁꯦꯁꯤꯕꯤꯂꯤꯇꯤ ꯐꯒꯠꯍꯟꯕ ꯉꯝꯃꯤ, ꯃꯈꯣꯏ ꯑꯗꯨꯗꯤ ꯚꯣꯏꯁ ꯔꯤꯀꯣꯛꯅꯤꯁꯟ ꯁꯣꯐꯋꯥꯌꯔ, ꯁ꯭ꯀꯔꯤꯟ ꯔꯤꯀꯣꯠ, ꯑꯃꯁꯨꯡ ꯕ꯭ꯔꯦꯏꯜ ꯇꯦꯛꯅꯣꯂꯣꯖꯤꯒꯨꯝꯕ ꯑꯦꯁꯤꯁ꯭ꯇꯦꯟꯠ ꯗꯤꯚꯥꯏꯁꯁꯤꯡꯒꯤ ꯈꯨꯠꯊꯥꯡꯗ꯫ ꯀꯝꯃ꯭ꯌꯨꯅꯤꯀꯦꯁꯟ: ꯇꯦꯛꯅꯣꯂꯣꯖꯤꯅ ꯀꯝꯃ꯭ꯌꯨꯅꯤꯀꯦꯁꯟ ꯐꯒꯠꯍꯟꯕ ꯉꯝꯒꯅꯤ ꯑꯃꯁꯨꯡ ꯁꯣꯁꯤꯌꯦꯜ ꯃꯤꯗꯤꯌꯥ, ꯚꯤꯗꯤꯑꯣ ꯀꯟꯐ꯭ꯔꯦꯟꯁꯤꯡ, ꯑꯃꯁꯨꯡ ꯏꯟꯁꯇꯦꯟꯠ ꯃꯦꯁꯦꯖꯤꯡꯒꯤ ꯈꯨꯠꯊꯥꯡꯗ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒ ꯁꯝꯅꯍꯟꯕꯗ ꯂꯥꯏꯊꯣꯛꯍꯟꯕ ꯉꯝꯒꯅꯤ꯫ ꯆꯥꯅꯕ ꯄꯨꯊꯣꯛꯄ: ꯇꯦꯛꯅꯣꯂꯣꯖꯤꯅ ꯂꯧꯎ-ꯁꯤꯡꯎꯗ ꯑꯍꯣꯡꯕ ꯄꯨꯔꯛꯄ, ꯈꯨꯗꯝ ꯑꯣꯏꯅ ꯄ꯭ꯔꯤꯁꯤꯁꯟ ꯐꯥꯔꯃꯤꯡ ꯑꯃꯁꯨꯡ ꯖꯤꯅꯦꯇꯤꯛ ꯑꯣꯏꯅ ꯃꯣꯗꯤꯐꯥꯏꯗ ꯇꯧꯔꯕ ꯃꯍꯩ-ꯃꯔꯣꯡꯁꯤꯡꯒꯤ ꯈꯨꯠꯊꯥꯡꯗ ꯆꯥꯅꯕ ꯄꯨꯊꯣꯛꯄ ꯍꯦꯟꯒꯠꯍꯟꯕ ꯑꯃꯁꯨꯡ ꯐꯨꯗ ꯁꯦꯀ꯭ꯌꯨꯔꯤꯇꯤ ꯐꯒꯠꯍꯟꯕ ꯉꯝꯒꯅꯤ꯫ ꯗꯤꯖꯥꯁ꯭ꯇꯔ ꯔꯦꯁ꯭ꯄꯣꯟꯁ: ꯇꯦꯛꯅꯣꯂꯣꯖꯤꯅ ꯗꯤꯖꯥꯁ꯭ꯇꯔ ꯔꯦꯁ꯭ꯄꯣꯟꯁꯀꯤ ꯍꯣꯠꯅꯕꯗꯥ ꯉꯟꯅꯥ ꯋꯥꯔꯅꯤꯡ ꯁꯤꯁ꯭ꯇꯦꯃꯁꯤꯡ, ꯔꯤꯑꯦꯜ-ꯇꯥꯏꯝ ꯗꯦꯇꯥ ꯑꯦꯅꯥꯂꯥꯏꯁꯤꯁ, ꯑꯃꯁꯨꯡ ꯑꯦꯃꯔꯖꯦꯟꯁꯤ ꯀꯝꯃ꯭ꯌꯨꯅꯤꯀꯦꯁꯟ ꯁꯤꯁ꯭ꯇꯦꯝꯁꯤꯡꯒꯤ ꯈꯨꯠꯊꯥꯡꯗ ꯃꯇꯦꯡ ꯄꯥꯡꯕ ꯉꯝꯒꯅꯤ꯫ ꯂꯥꯏꯔꯕ ꯍꯟꯊꯍꯟꯕ: ꯇꯦꯛꯅꯣꯂꯣꯖꯤꯅ ꯃꯣꯕꯥꯏꯜ ꯕꯦꯡꯀꯤꯡ ꯑꯃꯁꯨꯡ ꯃꯥꯏꯀ꯭ꯔꯣ ꯐꯥꯏꯅꯥꯟꯁꯒꯨꯝꯕ ꯑꯅꯧꯕ ꯊꯧꯑꯣꯡꯁꯤꯡꯒꯤ ꯈꯨꯠꯊꯥꯡꯗ ꯂꯥꯏꯔꯕ ꯍꯟꯊꯍꯟꯕꯗ ꯃꯇꯦꯡ ꯄꯥꯡꯕ ꯉꯝꯒꯅꯤ ꯑꯃꯁꯨꯡ ꯁꯦꯟꯃꯤꯠꯂꯣꯟꯒꯤ ꯈꯨꯗꯣꯡꯆꯥꯕꯁꯤꯡ ꯐꯒꯠꯍꯟꯕ ꯉꯝꯒꯅꯤ꯫ ꯄ꯭ꯔꯤꯊꯤꯕꯤꯒ ꯈ꯭ꯋꯥꯏꯗꯒꯤ ꯅꯛꯄ ꯁ꯭ꯇꯥꯔ ꯑꯁꯤ ꯀꯔꯤꯅꯣ ꯍꯥꯏꯕ ꯈꯪꯕꯤꯌꯨ꯫ ꯄ꯭ꯔꯤꯊꯤꯕꯤꯒ ꯈ꯭ꯋꯥꯏꯗꯒꯤ ꯅꯛꯅꯕ ꯈꯪꯅꯔꯕ ꯁ꯭ꯇꯥꯔ ꯑꯁꯤ ꯄ꯭ꯔꯣꯛꯁꯤꯃꯥ ꯁꯦꯟꯇꯥꯎꯔꯤꯅꯤ, ꯃꯁꯤ ꯃꯉꯥꯜꯒꯤ ꯆꯍꯤ ꯃꯔꯤꯒ ꯗꯁꯃꯤꯛ ꯀꯨꯝꯃꯔꯤ ꯂꯥꯞꯅ ꯂꯩ꯫ ꯃꯁꯤ ꯑꯜꯐꯥ ꯁꯦꯟꯇꯥꯎꯔꯤ ꯁ꯭ꯇꯥꯔ ꯁꯤꯁ꯭ꯇꯦꯝꯒꯤ ꯁꯔꯨꯛ ꯑꯃꯅꯤ, ꯑꯃꯁꯨꯡ ꯃꯁꯤꯕꯨ ꯑꯜꯐꯥ ꯁꯦꯟꯇꯥꯎꯔꯤ ꯁꯤ ꯍꯥꯏꯅꯁꯨ ꯈꯪꯅꯩ꯫ ꯇꯣꯉꯥꯟ ꯇꯣꯉꯥꯟꯕ ꯃꯈꯜꯒꯤ ꯂꯥꯏꯔꯤꯛꯁꯤꯡ ꯌꯦꯟꯊꯣꯛꯅꯕ ꯀ꯭ꯂꯥꯁꯤꯐꯤꯀꯦꯁꯟ ꯁꯤꯁ꯭ꯇꯦꯝ ꯑꯃ ꯄꯨꯊꯣꯛꯄꯤꯌꯨ꯫ ꯂꯥꯏꯔꯤꯛꯁꯤꯡ ꯌꯦꯟꯊꯣꯛꯄꯒꯤ ꯃꯇꯥꯡꯗ ꯍꯥꯏꯔꯒꯗꯤ ꯁꯤꯖꯤꯟꯅꯕ ꯌꯥꯕ ꯀ꯭ꯂꯥꯁꯤꯐꯤꯀꯦꯁꯟ ꯁꯤꯁ꯭ꯇꯦꯝ ꯀꯌꯥ ꯑꯃ ꯂꯩꯔꯤ꯫ ꯂꯥꯏꯔꯤꯛꯁꯤꯡꯕꯨ ꯇꯣꯉꯥꯟ ꯇꯣꯉꯥꯟꯕ ꯀꯦꯇꯦꯒꯣꯔꯤꯁꯤꯡꯗ ꯈꯥꯏꯗꯣꯛꯄꯒꯤ ꯃꯑꯣꯡ ꯑꯃꯗꯤ ꯃꯈꯥꯗ ꯄꯤꯔꯤ꯫ ꯐꯤꯛꯁꯟ: ꯀꯦꯇꯦꯒꯣꯔꯤ ꯑꯁꯤꯗ ꯏꯃꯦꯖꯤꯅꯦꯇꯤꯕ ꯋꯥꯔꯤ ꯂꯤꯕꯗ ꯌꯨꯝꯐꯝ ꯑꯣꯏꯕ ꯂꯥꯏꯔꯤꯛꯁꯤꯡ ꯌꯥꯎꯏ ꯑꯃꯁꯨꯡ ꯃꯁꯤꯗ ꯁꯥꯏꯟꯁ ꯐꯤꯀꯁꯟ, ꯔꯣꯃꯥꯅꯟꯁ, ꯐꯦꯟꯁꯤ, ꯃꯤꯁꯇ꯭ꯔꯤ, ꯑꯃꯁꯨꯡ ꯑꯇꯩ ꯃꯈꯜ ꯀꯌꯥꯒꯤ ꯁꯕꯀꯦꯇꯦꯒꯣꯔꯤꯁꯤꯡ ꯌꯥꯎꯏ꯫ ꯅꯟ-ꯐꯤꯛꯁꯟ: ꯀꯦꯇꯦꯒꯣꯔꯤ ꯑꯁꯤꯗ ꯇꯁꯦꯡꯕ ꯏꯟꯐꯣꯔꯃꯦꯁꯟꯗ ꯌꯨꯝꯐꯝ ꯑꯣꯏꯕ ꯂꯥꯏꯔꯤꯛꯁꯤꯡ ꯌꯥꯎꯔꯤ ꯑꯃꯁꯨꯡ ꯃꯁꯤꯗ ꯕꯥꯏꯑꯣꯒ꯭ꯔꯥꯐꯤ, ꯍꯤꯁ꯭ꯇꯔꯤ, ꯁꯥꯏꯟꯁ, ꯍꯛꯁꯦꯜ, ꯑꯃꯁꯨꯡ ꯑꯇꯩ ꯁꯕꯀꯦꯇꯦꯒꯣꯔꯤꯁꯤꯡ ꯌꯥꯎꯔꯤ꯫ ꯑꯉꯥꯡꯁꯤꯡꯒꯤ ꯁꯥꯍꯤꯇ꯭ꯌ: ꯀꯦꯇꯦꯒꯣꯔꯤ ꯑꯁꯤꯗ ꯅꯍꯥ ꯑꯣꯏꯔꯤꯕ ꯑꯉꯥꯡꯁꯤꯡꯗ ꯄꯥꯟꯗꯝ ꯊꯝꯂꯤꯕ ꯂꯥꯏꯔꯤꯛꯁꯤꯡ ꯌꯥꯎꯔꯤ ꯑꯃꯁꯨꯡ ꯃꯁꯤꯗ ꯄꯤꯛꯆꯔ ꯂꯥꯏꯔꯤꯛ, ꯉꯟꯅ ꯄꯥꯕ, ꯑꯃꯁꯨꯡ ꯃꯤꯗꯜ ꯒ꯭ꯔꯦꯗꯀꯤ ꯂꯥꯏꯔꯤꯛꯁꯤꯡꯒꯨꯝꯕ ꯁꯕꯀꯦꯇꯦꯒꯣꯔꯤꯁꯤꯡ ꯌꯥꯑꯣꯔꯤ꯫ ꯀꯦꯇꯦꯒꯣꯔꯤ ꯑꯁꯤꯗ ꯇꯤꯟꯑꯦꯖꯔꯁꯤꯡꯗ ꯄꯥꯟꯗꯝ ꯊꯝꯂꯤꯕ ꯂꯥꯏꯔꯤꯛꯁꯤꯡ ꯌꯥꯎꯔꯤ ꯑꯃꯁꯨꯡ ꯃꯁꯤꯗ ꯔꯣꯃꯥꯟꯁ, ꯐꯦꯟꯁꯤ, ꯑꯃꯁꯨꯡ ꯗꯤꯁꯇꯣꯄꯤꯌꯥꯟ ꯐꯤꯛꯁꯟꯒꯨꯝꯕ ꯁꯕꯀꯦꯇꯦꯒꯣꯔꯤꯁꯤꯡ ꯌꯥꯎꯕ ꯌꯥꯏ꯫ ꯒ꯭ꯔꯥꯐꯤꯛ ꯅꯣꯚꯦꯜ ꯅꯠꯇ꯭ꯔꯒ ꯀꯣꯃꯤꯛꯁ: ꯀꯦꯇꯦꯒꯣꯔꯤ ꯑꯁꯤꯗ ꯁꯤꯛꯕꯦꯟꯁꯤꯑꯦꯜ ꯑꯥꯔꯠꯇ ꯌꯨꯝꯐꯝ ꯑꯣꯏꯕ ꯂꯥꯏꯔꯤꯛꯁꯤꯡ ꯌꯥꯎꯔꯤ ꯑꯃꯁꯨꯡ ꯃꯁꯤꯗ ꯐꯤꯛꯁꯟ ꯑꯃꯁꯨꯡ ꯅꯟ-ꯐꯤꯛꯁꯟꯒꯤ ꯋꯥꯔꯤ ꯑꯅꯤꯃꯛ ꯌꯥꯎꯕ ꯌꯥꯏ꯫ ꯁꯩꯔꯦꯡ: ꯀꯦꯇꯦꯒꯣꯔꯤ ꯑꯁꯤꯗ ꯁꯩꯔꯦꯡ ꯅꯠꯇ꯭ꯔꯒ ꯃꯤꯑꯣꯏ ꯑꯃꯒꯤ ꯁꯩꯔꯦꯡꯒꯤ ꯈꯣꯝꯖꯤꯟꯕ ꯑꯃꯗ ꯌꯨꯝꯐꯝ ꯑꯣꯏꯕ ꯂꯥꯏꯔꯤꯛꯁꯤꯡ ꯌꯥꯎꯔꯤ꯫ ꯔꯦꯐꯔꯦꯟꯁ: ꯀꯦꯇꯦꯒꯣꯔꯤ ꯑꯁꯤꯗ ꯌꯥꯎꯔꯤꯕ ꯂꯥꯏꯔꯤꯛꯁꯤꯡ ꯑꯁꯤ ꯀꯚꯔꯗꯒꯤ ꯀꯚꯔ ꯐꯥꯎꯕ ꯄꯥꯕ ꯅꯠꯇꯅ, ꯏꯟꯐꯣꯔꯃꯦꯁꯟꯒꯤ ꯁꯣꯔꯁ ꯑꯃ ꯑꯣꯏꯅ ꯁꯤꯖꯤꯟꯅꯅꯕ ꯁꯦꯝꯈꯤꯕꯅꯤ꯫ ꯃꯁꯤꯗ ꯗꯤꯛꯁꯅꯥꯔꯤ, ꯑꯦꯟꯁꯥꯏꯀ꯭ꯂꯣꯄꯤꯗꯤꯌꯥ, ꯑꯃꯁꯨꯡ ꯒꯥꯏꯗꯕꯨꯛꯒꯨꯝꯕ ꯁꯕꯀꯦꯇꯦꯒꯣꯔꯤꯁꯤꯡ ꯌꯥꯎꯔꯤ꯫